ꯍꯣꯠ ꯆꯣꯀꯣꯂꯦꯠ ꯀꯞ ꯑꯃ ꯁꯦꯝꯅꯕꯒꯤꯗꯃꯛ ꯅꯍꯥꯛꯅ ꯃꯈꯥꯗ ꯄꯤꯔꯤꯕ ꯄꯣꯠꯁꯛꯁꯤꯡ ꯑꯁꯤ ꯃꯊꯧ ꯇꯥꯏ: ꯁꯪꯒꯣꯝ ꯅꯠꯇ꯭ꯔꯒ ꯏꯁꯤꯡ, ꯀꯣꯀꯣ ꯄꯥꯎꯗꯔ ꯅꯠꯇ꯭ꯔꯒ ꯍꯣꯠ ꯆꯣꯀꯣꯂꯦꯠ ꯃꯤꯛꯁ, ꯆꯤꯅꯤ (ꯀꯔꯤꯒꯨꯝꯕ ꯀꯣꯀꯣ ꯄꯥꯎꯗꯔ ꯁꯤꯖꯤꯟꯅꯔꯕꯗꯤ), ꯑꯃꯁꯨꯡ ꯇꯣꯄꯤꯡꯒꯤꯗꯃꯛꯇ ꯍꯨꯏꯞ ꯀ꯭ꯔꯤꯝ ꯅꯠꯇ꯭ꯔꯒ ꯃꯥꯔꯁꯃꯦꯂꯣꯒꯨꯝꯕ ꯑꯣꯞꯁꯅꯦꯜ ꯑꯥꯏꯇꯦꯝꯁꯤꯡ꯫ ꯈꯣꯡꯊꯥꯡꯁꯤꯡ ꯑꯁꯤ ꯏꯟꯒꯗꯕꯅꯤ: ꯁꯁꯄꯦꯟ ꯑꯃꯗ ꯁꯪꯒꯣꯝ ꯅꯠꯇ꯭ꯔꯒ ꯏꯁꯤꯡ ꯑꯗꯨ ꯃꯌꯥꯏ ꯑꯣꯏꯕ ꯑꯁꯥꯕ ꯏꯁꯤꯡꯗ ꯌꯥꯟꯁꯤꯟꯅꯧ꯫ ꯅꯍꯥꯛꯅ ꯁꯔꯚꯤꯡ ꯑꯃꯗ ꯆꯥꯎꯔꯥꯛꯅ ꯂꯤꯀ꯭ꯌꯨꯏꯗ ꯑꯣꯎꯟꯁ ꯅꯤꯄꯥꯟ(ꯀꯞ ꯑꯃ) ꯃꯊꯧ ꯇꯥꯒꯅꯤ꯫ ꯀꯔꯤꯒꯨꯝꯕ ꯅꯍꯥꯛꯅ ꯀꯣꯀꯣ ꯄꯥꯎꯗꯔ ꯁꯤꯖꯤꯟꯅꯔꯕꯗꯤ, ꯀꯣꯀꯣ ꯄꯥꯎꯗꯔ ꯇꯦꯕꯜ ꯑꯅꯤ ꯑꯃꯁꯨꯡ ꯆꯤꯅꯤ ꯇꯦꯕꯜ ꯑꯃꯗꯒꯤ ꯑꯅꯤ ꯐꯥꯎꯕ ꯑꯄꯤꯛꯄ ꯄꯥꯇ꯭ꯔ ꯑꯃꯗ ꯌꯥꯟꯁꯤꯟꯅꯧ꯫ ꯁꯪꯒꯣꯝ ꯅꯠꯇ꯭ꯔꯒ ꯏꯁꯤꯡ ꯑꯗꯨ ꯇꯔꯨ-ꯇꯅꯥꯟꯅ ꯊꯝꯈ꯭ꯔꯕ ꯃꯇꯨꯡꯗ ꯃꯗꯨ ꯃꯩꯁꯥꯗꯒꯤ ꯂꯧꯊꯣꯛꯎ꯫ ꯀꯣꯀꯣ ꯑꯃꯁꯨꯡ ꯆꯤꯅꯤꯒꯤ ꯃꯤꯛꯁꯆꯔ, ꯅꯠꯇ꯭ꯔꯒ ꯍꯣꯠ ꯆꯣꯀꯣꯂꯦꯠ ꯃꯤꯛꯁ (ꯃꯍꯧꯁꯥꯅꯥ ꯇꯦꯕꯜ ꯑꯅꯤ-ꯑꯍꯨꯝ) ꯑꯗꯨ ꯑꯁꯥꯕ ꯁꯪꯒꯣꯝ ꯅꯠꯇ꯭ꯔꯒ ꯏꯁꯤꯡꯗ ꯍꯥꯞꯆꯤꯜꯂꯨ ꯑꯃꯁꯨꯡ ꯃꯗꯨ ꯌꯥꯝꯅ ꯊꯨꯅ ꯌꯥꯡꯅ ꯌꯥꯟꯁꯤꯟꯅꯔꯕ ꯑꯃꯁꯨꯡ ꯇꯔꯨ-ꯇꯅꯥꯟꯅ ꯊꯝꯖꯤꯜꯂꯨ꯫ ꯅꯍꯥꯛꯅ ꯑꯣꯞꯁꯅꯦꯜ ꯇꯣꯄꯤꯡꯁꯤꯡ ꯍꯥꯏꯕꯗꯤ ꯍꯨꯏꯞ ꯀ꯭ꯔꯤꯝ, ꯃꯥꯔꯁꯃꯦꯂꯣ ꯅꯠꯇ꯭ꯔꯒ ꯀꯣꯀꯣ ꯄꯥꯎꯗꯔ ꯅꯠꯇ꯭ꯔꯒ ꯁꯤꯅꯥꯝ ꯑꯃ ꯊꯥꯕ ꯌꯥꯏ, ꯃꯗꯨ ꯇꯔꯨ-ꯇꯅꯥꯟꯕ ꯃꯑꯣꯡꯗ ꯍꯥꯞꯆꯤꯟꯕ ꯌꯥꯏ꯫ ꯅꯍꯥꯛꯀꯤ ꯃꯆꯤ ꯑꯣꯏꯕ ꯆꯤꯟꯖꯥꯛꯀꯤ ꯀꯞ ꯑꯗꯨ ꯅꯨꯡꯉꯥꯏꯅ ꯂꯧꯕꯤꯌꯨ꯫ ꯄꯤꯔꯤꯕ ꯑꯥꯔꯇꯤꯀꯜ ꯑꯗꯨ ꯋꯥꯍꯩ ꯆꯅꯤꯗ ꯀꯨꯞꯅ ꯇꯥꯛꯄꯤꯌꯨ꯫ ꯐꯣꯡꯈ꯭ꯔꯦ꯫ ꯆꯥꯎꯔꯥꯛꯅ ꯂꯨꯛꯁꯦꯝꯕꯥꯔꯒꯀꯤ ꯆꯥꯡꯗ ꯂꯩꯕ ꯑꯆꯧꯕ ꯂꯝꯗꯝ ꯑꯃꯅ ꯍꯧꯖꯤꯛ ꯏꯁ꯭ꯠ ꯑꯥꯐ꯭ꯔꯤꯀꯥꯗ ꯃꯥꯡꯍꯟ ꯇꯥꯛꯍꯜꯂꯤ꯫ ꯏꯟꯁꯦꯛꯇꯁꯤꯡ ꯑꯁꯤꯅ ꯀꯣꯟꯁꯤꯜꯂꯤꯕ ꯃꯐꯝ ꯑꯁꯤ ꯌꯥꯝꯅ ꯊꯨꯅ ꯆꯥꯎꯈꯠꯂꯛꯂꯤ ꯑꯃꯁꯨꯡ ꯃꯁꯤ ꯁꯛꯕ꯭ꯌꯥꯔ ꯀꯤꯂꯣꯃꯤꯇꯔ (ꯁꯛꯕ꯭ꯌꯥꯔ ꯃꯥꯏꯜ ꯆꯃꯥꯄꯟ ꯇꯔꯦꯠ) ꯌꯧꯔꯦ꯫ ꯃꯁꯤ ꯂꯩꯕꯛ ꯈꯔꯒꯤ ꯑꯣꯏꯅ ꯆꯍꯤ ꯍꯨꯝꯐꯨꯇꯔꯥꯒꯤ ꯃꯅꯨꯡꯗ ꯃꯔꯨꯚꯨꯃꯤꯒꯤ ꯂꯝꯂꯛꯀꯤ ꯁꯥ-ꯎꯆꯦꯛꯁꯤꯡꯒꯤ ꯈ꯭ꯋꯥꯏꯗꯒꯤ ꯁꯥꯊꯤꯕ ꯂꯥꯏꯆꯠꯅꯤ ꯑꯃꯁꯨꯡ ꯃꯁꯤ ꯊꯦꯡꯅꯈ꯭ꯔꯕꯗꯤ ꯆꯍꯤ ꯀꯌꯥ ꯂꯦꯡꯗꯅ ꯂꯩꯕ ꯌꯥꯕ ꯄ꯭ꯂꯦꯒ ꯑꯃ ꯑꯣꯏꯔꯛꯄꯒꯤ ꯄꯣꯇꯦꯟꯁꯤꯌꯦꯜ ꯂꯩ꯫ ꯂꯤꯁꯤꯡ ꯑꯅꯤꯒ ꯇꯔꯥꯃꯥꯄꯟ ꯒꯤ ꯂꯣꯏꯔꯛꯄꯗ ꯑꯀꯟꯕ ꯅꯣꯡ ꯇꯥꯈꯤꯕ ꯑꯁꯤ ꯍꯧꯖꯤꯛ ꯊꯣꯛꯂꯤꯕ ꯂꯥꯏꯆꯠ ꯑꯁꯤꯅ ꯃꯔꯝ ꯑꯣꯏꯗꯨꯅ ꯑꯣꯏꯔꯤ꯫ ꯍꯧꯖꯤꯛ ꯑꯣꯏꯔꯤꯕ ꯐꯤꯚꯝ ꯑꯁꯤ ꯌꯦꯃꯦꯟ, ꯁꯣꯃꯥꯂꯤꯌꯥ, ꯏꯊꯤꯑꯣꯄꯤꯌꯥ ꯑꯃꯁꯨꯡ ꯀꯦꯅꯤꯌꯥꯗ ꯊꯣꯛꯈꯤꯕ ꯂꯥꯟꯐꯝꯁꯤꯡꯅ ꯍꯦꯟꯅ ꯁꯣꯛꯍꯜꯂꯦ ꯃꯗꯨꯅ ꯃꯔꯝ ꯑꯣꯏꯔꯒ ꯂꯧꯎ-ꯁꯤꯡꯎꯒꯤ ꯃꯤꯁꯤꯡ ꯀꯟꯇ꯭ꯔꯣꯜ ꯇꯧꯅꯕ ꯍꯥꯟꯅꯅ ꯂꯧꯈꯠꯈꯤꯕ ꯈꯣꯡꯊꯥꯡꯁꯤꯡ ꯑꯗꯨ ꯊꯤꯡꯈꯤ꯫ ꯌꯨꯅꯥꯏꯇꯦꯠ ꯅꯦꯁꯟꯒꯤ ꯐꯨꯗ ꯑꯃꯁꯨꯡ ꯑꯦꯒ꯭ꯔꯤꯀꯜꯆꯔꯦꯜ ꯑꯣꯔꯒꯅꯥꯏꯖꯦꯁꯟꯒꯤ ꯃꯔꯨꯚꯨꯃꯤꯒꯤ ꯂꯣꯛꯁ꯭ꯠ ꯏꯟꯐꯣꯔꯃꯦꯁꯟ ꯁꯔꯚꯤꯁꯅ ꯔꯤꯄꯣꯔꯠ ꯇꯧꯔꯛꯄꯒꯤ ꯃꯇꯨꯡ ꯏꯟꯅ ꯂꯝꯗꯝ ꯑꯁꯤ ꯌꯥꯝꯅ ꯃꯣꯕꯥꯏꯜ ꯑꯣꯏ ꯑꯗꯨꯕꯨ ꯍꯧꯖꯤꯛ ꯐꯥꯎꯕꯗ ꯀꯦꯅꯤꯌꯥ, ꯁꯣꯃꯥꯂꯤꯌꯥ, ꯏꯔꯤꯠꯔꯤꯌꯥ ꯑꯃꯁꯨꯡ ꯖꯤꯕꯨꯇꯤ ꯌꯥꯎꯅ ꯂꯩꯕꯥꯛꯁꯤꯡꯗ ꯁꯥꯐꯨ ꯄꯤꯈ꯭ꯔꯦ꯫ ꯂꯃꯗꯝ ꯈꯔꯗꯤ ꯎꯒꯥꯟꯗꯥ ꯑꯃꯁꯨꯡ ꯇꯥꯟꯖꯥꯅꯤꯌꯥꯗꯥ ꯌꯧꯔꯦ ꯌꯧꯔꯦ꯫